ꯃꯍꯥꯛꯀꯤ ꯁꯅꯥꯃꯍꯤ ꯂꯥꯢꯅꯤꯡꯒꯤ ꯂꯦꯡꯃꯥꯟꯅꯕꯤ ꯂꯥꯢꯃꯔꯦꯜ ꯑꯃꯗꯤ ꯁꯤꯡꯖꯥꯈꯣꯟꯕꯤꯅꯤ꯫ ꯂꯥꯏ ꯈꯨꯔꯨꯝꯕ ꯑꯃꯁꯨꯡ ꯂꯥꯏꯅꯤꯡ-ꯂꯥꯏꯁꯣꯜꯒꯤ ꯊꯧꯔꯝꯁꯤꯡ ꯁꯔꯁ꯭ꯋꯇꯤꯒꯤ ꯃꯤꯡꯒꯤ ꯋꯥꯍꯟꯊꯣꯛꯇꯤ 'ꯆꯤꯡꯂꯦꯝꯕ', 'ꯆꯦꯟꯕ', ꯑꯃꯁꯨꯡ 'ꯏꯁꯤꯡ ꯆꯦꯟꯕ' ꯍꯥꯏꯕꯅꯤ ꯑꯃꯁꯨꯡ ꯃꯁꯤꯅ ꯑꯉꯝꯕ ꯃꯇꯝꯒꯤ ꯑꯥꯔꯌꯟꯒꯤ ꯉꯝꯈꯩꯒꯤ ꯇꯨꯔꯦꯜꯁꯤꯡꯒꯤ ꯃꯅꯨꯡꯗ ꯑꯃ ꯑꯣꯏꯅ ꯃꯍꯥꯛꯀꯤ ꯊꯥꯛ ꯑꯗꯨ ꯇꯥꯛꯏ꯫ ꯒꯪꯒꯥ ꯇꯨꯔꯦꯜꯒꯨꯝꯅ ꯁꯔꯁ꯭ꯋꯇꯤ ꯇꯨꯔꯦꯜ (ꯑꯅꯧꯕ ꯃꯤꯡ: ꯁꯔꯁꯨꯇꯤ) ꯑꯁꯤ ꯍꯤꯃꯥꯂ꯭ꯌꯥꯗꯒꯤ ꯆꯦꯜꯂꯤ ꯑꯃꯁꯨꯡ ꯃꯁꯤ ꯃꯍꯥꯛꯀꯤ ꯏꯁꯤꯡꯗ ꯏꯔꯨꯖꯔꯤꯕ ꯃꯤꯑꯣꯏꯁꯤꯡꯒꯤꯗꯃꯛ ꯁꯦꯡꯗꯣꯛꯄ, ꯂꯩꯍꯥꯎ ꯆꯦꯟꯕ ꯑꯃꯁꯨꯡ ꯂꯥꯏꯕꯥꯛ ꯐꯕꯒꯤ ꯁꯦꯡꯂꯕ ꯍꯧꯔꯛꯐꯝ ꯑꯃꯅꯤ ꯍꯥꯏꯅ ꯂꯧꯅꯩ꯫ ꯁꯦꯡꯂꯕ ꯇꯨꯔꯦꯜ ꯑꯁꯤ ꯑꯃꯨꯛ ꯍꯟꯅ ꯒꯪꯒꯥꯒꯨꯝꯅ ꯃꯗꯨꯒꯤ ꯃꯇꯨꯡꯗ ꯃꯁꯛ ꯅꯥꯏꯕ ꯂꯥꯏ ꯑꯃ ꯑꯣꯏꯅ ꯆꯥꯎꯈꯠꯂꯛꯈꯤ꯫ ꯂꯩꯃꯔꯦꯟꯕꯤ ꯑꯁꯤꯒꯤ ꯃꯁꯥꯒꯤ ꯑꯣꯏꯕ ꯀꯨꯝꯍꯧꯁꯤꯡ ꯂꯩ, ꯃꯔꯨꯑꯣꯏꯅ ꯌꯦꯅꯤꯡꯊꯥꯒꯤ ꯑꯍꯥꯟꯕ ꯅꯨꯃꯤꯠꯇ ꯄꯥꯡꯊꯣꯛꯄ ꯁꯔꯁ꯭ꯋꯇꯤꯒꯤ ꯄꯨꯖꯥꯅꯤ꯫ ꯀꯨꯝꯃꯩ ꯑꯁꯤꯒꯤ ꯃꯇꯝꯗ ꯂꯥꯏ ꯈꯨꯔꯨꯝꯕꯁꯤꯡꯅ ꯌꯪꯒꯥꯝꯄꯥꯜ ꯃꯆꯨ ꯁꯦꯠꯂꯤ꯫ ꯃꯁꯤ ꯂꯧꯁꯤꯡ ꯑꯃꯁꯨꯡ ꯅꯨꯡꯉꯥꯏ-ꯌꯥꯏꯐꯕꯒ ꯃꯔꯤ ꯂꯩꯅꯩ꯫ ꯂꯩꯃꯔꯦꯟꯕꯤ ꯑꯗꯨꯒꯤ ꯃꯤꯇꯝꯁꯤꯡꯕꯨ ꯌꯪꯒꯥꯝꯄꯥꯜ ꯃꯆꯨꯒꯤ ꯃꯨꯒꯥꯗ ꯀꯨꯞꯁꯤꯜꯂꯤ, ꯑꯃꯁꯨꯡ ꯊꯥꯖꯕꯁꯤꯡꯅ ꯃꯈꯣꯏꯒꯤ ꯀꯣꯂꯣꯝꯁꯤꯡ, ꯂꯥꯏꯔꯤꯛꯁꯤꯡ ꯑꯃꯁꯨꯡ ꯏꯁꯩ-ꯅꯣꯡꯃꯥꯏꯒꯤ ꯈꯨꯠꯂꯥꯏꯁꯤꯡꯗ ꯊꯧꯖꯥꯜ ꯄꯤꯕꯤꯅꯕ ꯊꯧꯅꯤꯖꯩ꯫ ꯀꯨꯝꯃꯩ ꯑꯁꯤꯒꯤ ꯃꯅꯨꯡꯗ ꯑꯉꯥꯡꯁꯤꯡꯗ ꯑꯍꯥꯟꯕ ꯑꯣꯏꯅ ꯏꯕ ꯇꯝꯕꯤꯔꯤ, ꯕ꯭ꯔꯥꯍꯃꯟ ꯄꯨꯔꯣꯍꯤꯠꯁꯤꯡꯗ ꯑꯐꯕ ꯆꯤꯟꯖꯥꯛ ꯄꯤ, ꯑꯃꯁꯨꯡ ꯃꯄꯥ-ꯃꯄꯨꯁꯤꯡꯕꯨ ꯏꯀꯥꯏ ꯈꯨꯝꯅꯩ꯫ ꯁꯔꯁ꯭ꯋꯇꯤꯕꯨ ꯑꯇꯣꯞꯄ ꯑꯆꯧꯕ ꯂꯩꯃꯔꯦꯝꯕꯤꯁꯤꯡꯒ ꯂꯣꯏꯅꯅ ꯚꯥꯔꯠ ꯁꯤꯟꯕ ꯊꯨꯡꯅ ꯅꯕ꯭ꯔꯥꯇꯤ ꯄꯥꯡꯊꯣꯛꯄ ꯊꯧꯔꯝꯗ ꯈꯨꯔꯨꯝꯃꯤ꯫ ꯏꯁꯩ-ꯅꯣꯡꯃꯥꯏꯒꯤ ꯇꯦꯡꯕꯥꯂꯣꯏ ꯑꯣꯏꯅ, ꯃꯍꯥꯛꯄꯨ ꯏꯁꯩ-ꯅꯣꯡꯃꯥꯏꯒꯤ ꯊꯧꯔꯝꯁꯤꯡꯒꯤ ꯃꯃꯥꯡꯗ ꯏꯁꯩ-ꯅꯣꯡꯃꯥꯏ ꯇꯧꯕꯁꯤꯡꯅ ꯇꯣꯏꯅ ꯊꯧꯅꯤꯖꯩ ꯑꯃꯁꯨꯡ ꯋꯥꯈꯜꯂꯣꯟꯒꯤ ꯑꯣꯏꯕ ꯊꯕꯛꯁꯤꯡꯒꯤ ꯂꯥꯏꯔꯦꯝꯕꯤ ꯑꯃ ꯑꯣꯏꯅ ꯃꯍꯩꯔꯣꯏꯁꯤꯡꯅ ꯄꯔꯤꯈꯥꯁꯤꯡꯒꯤ ꯃꯃꯥꯡꯗ ꯊꯧꯅꯤꯖꯩ꯫ ꯁꯔꯁ꯭ꯋꯇꯤ ꯑꯃꯁꯨꯡ ꯕ꯭ꯔꯍꯃꯟ ꯍꯤꯟꯗꯨꯒꯤ ꯂꯥꯏꯒꯤ ꯋꯥꯔꯤꯗ, ꯁꯔꯁ꯭ꯋꯇꯤ ꯑꯁꯤ ꯑꯊꯣꯏꯕ ꯂꯥꯏ ꯕ꯭ꯔꯍꯃꯟꯒꯤ ꯅꯨꯄꯤꯅꯤ꯫ ꯑꯗꯨꯝ ꯑꯣꯏꯅꯃꯛ ꯆꯠꯅꯕꯤ ꯈꯔꯒꯤ ꯃꯇꯨꯡ ꯏꯟꯅ ꯃꯍꯥꯛ ꯑꯍꯥꯟꯕꯗ ꯕꯤꯁꯅꯨꯒꯤ ꯅꯨꯄꯤꯅꯤ꯫ ꯑꯗꯨꯝ ꯑꯣꯏꯅꯃꯛ ꯑꯀꯣꯟꯕꯒꯤ ꯃꯤꯑꯣꯏ ꯑꯗꯨꯅ ꯍꯥꯟꯅꯅ ꯑꯇꯣꯞꯄ ꯅꯨꯄꯤ ꯑꯅꯤꯒ ꯂꯣꯏꯅꯅ ꯃꯍꯥꯛꯀꯤ ꯈꯨꯠꯁꯤꯡ ꯊꯜꯂꯝꯃꯤ ꯑꯃꯁꯨꯡ ꯃꯔꯝ ꯑꯁꯤꯅ ꯃꯍꯥꯛꯅ ꯕ꯭ꯔꯍꯃꯟꯗ ꯁꯔꯁ꯭ꯋꯇꯤ ꯄꯤꯈꯤ꯫ ꯈ꯭ꯋꯥꯏꯗꯒꯤ ꯃꯔꯨꯑꯣꯏꯕ ꯍꯤꯟꯗꯨ ꯂꯥꯏꯁꯤꯡꯒꯤ ꯃꯅꯨꯡꯗ ꯑꯃꯥ ꯑꯣꯏꯔꯕꯁꯨ, ꯕ꯭ꯔꯍꯃꯟꯕꯨ ꯌꯥꯝꯅ ꯇꯥꯡꯅ ꯏꯆꯪ ꯊꯧꯅ ꯈꯨꯔꯨꯝꯖꯩ꯫ ꯊꯥꯏꯅꯒꯤ ꯋꯥꯔꯤꯗ ꯃꯁꯤ ꯁꯔꯁ꯭ꯋꯇꯤꯗꯒꯤ ꯁꯥꯞ ꯑꯃꯒꯤ ꯃꯍꯩ ꯑꯣꯏꯅ ꯁꯟꯗꯣꯛꯅ ꯇꯥꯛꯂꯤ꯫ ꯁꯥꯞ ꯑꯁꯤ ꯇꯁꯦꯡꯅ ꯑꯔꯥꯟꯕ ꯋꯥꯈꯜꯂꯣꯟ ꯑꯃꯒꯤ ꯈꯨꯠꯊꯥꯡꯗ ꯄꯨꯔꯛꯈꯤꯕꯅꯤ꯫ ꯅꯣꯡꯃ ꯃꯍꯥꯛꯀꯤ ꯂꯣꯏꯅꯕꯤꯅ ꯃꯔꯨꯑꯣꯏꯕ ꯙꯔꯃꯒꯤ ꯑꯣꯏꯕ ꯊꯧꯔꯝ ꯑꯃ ꯍꯧꯅꯕ ꯉꯥꯏꯗꯨꯅ ꯂꯩꯕ ꯑꯃꯁꯨꯡ ꯃꯔꯝ ꯑꯁꯤꯅ ꯃꯇꯝ ꯅꯥꯏꯅ ꯂꯥꯏꯅꯤꯡ-ꯂꯥꯏꯁꯣꯜꯒꯤ ꯊꯧꯔꯝ ꯑꯗꯨ ꯍꯧꯕ ꯉꯝꯗꯕ ꯃꯇꯝꯗ, ꯕ꯭ꯔꯍꯃꯟ ꯂꯥꯏꯁꯤꯡꯒꯤ ꯄꯥꯎꯇꯥꯛ ꯂꯧꯈꯤ꯫ ꯊꯧꯔꯝ ꯑꯗꯨ ꯑꯀꯛꯅꯕ ꯃꯇꯝꯗ ꯃꯈꯥ ꯆꯠꯊꯕ ꯉꯝꯅꯕ ꯃꯈꯣꯏꯅ ꯃꯍꯥꯛꯀꯤꯗꯃꯛ ꯑꯅꯧꯕ ꯂꯣꯏꯅꯕꯤ ꯑꯃ ꯑꯣꯏꯔꯤꯕ ꯒꯥꯏꯇ꯭ꯔꯤ ꯁꯦꯝꯗꯨꯅ ꯄꯥꯎꯈꯨꯝ ꯄꯤꯈꯤ꯫ ꯑꯗꯨꯝ ꯑꯣꯏꯅꯃꯛ ꯑꯔꯣꯏꯕꯗ ꯁꯔꯁꯥꯇꯤꯅ ꯂꯥꯛꯈꯤꯕ ꯃꯇꯝꯗ ꯃꯍꯥꯛꯅ ꯃꯍꯥꯛꯀꯤ ꯃꯄꯨꯔꯣꯏꯕꯕꯨ ꯑꯇꯣꯞꯄ ꯅꯨꯄꯤ ꯑꯃꯒ ꯂꯣꯏꯅꯅ ꯎꯕꯗ ꯈ꯭ꯋꯥꯏꯗꯒꯤ ꯅꯨꯡꯉꯥꯏꯈꯤꯗꯦ ꯑꯃꯁꯨꯡ ꯃꯔꯝ ꯑꯁꯤꯅ ꯕ꯭ꯔꯃꯕꯨ ꯃꯤꯑꯣꯏꯕꯅ ꯀꯩꯗꯧꯅꯨꯡꯗ ꯈꯨꯔꯨꯝꯖꯗꯅꯕ ꯁꯥꯞ ꯇꯧꯈꯤ (ꯉꯁꯤ ꯈꯥ-ꯅꯣꯡꯄꯣꯛ ꯑꯦꯁꯤꯌꯥꯒꯤ ꯃꯐꯝ ꯈꯔꯗ ꯃꯍꯥꯛꯄꯨ ꯈꯨꯔꯨꯝꯖꯔꯕꯁꯨ)꯫ ꯍꯤꯟꯗꯨ ꯈꯔꯅ ꯖꯤꯕ ꯄꯨꯝꯅꯃꯛ ꯑꯁꯤ ꯑꯍꯥꯟꯕ ꯅꯨꯄꯥ ꯃꯅꯨꯗꯒꯤ ꯍꯧꯔꯒ ꯕ꯭ꯔꯍꯃꯟ ꯑꯃꯁꯨꯡ ꯁꯔꯁ꯭ꯋꯇꯤꯒꯤ ꯄꯨꯟꯁꯤꯟꯕꯗꯒꯤ ꯄꯣꯛꯈꯤꯕꯅꯤ ꯍꯥꯏꯅ ꯊꯥꯖꯩ꯫ ꯍꯦꯟꯅ ꯑꯀꯛꯅꯅ, ꯁꯔꯁ꯭ꯋꯇꯤꯒꯤ ꯃꯆꯥꯅꯨꯄꯥ ꯑꯁꯤ ꯔꯤꯁꯤ (ꯔꯤꯁꯤ) ꯁꯔꯁ꯭ꯋꯇꯅꯤ꯫ ꯃꯍꯥꯛꯀꯤ ꯃꯃꯥꯒꯤ ꯃꯔꯥꯡ ꯀꯥꯏꯕ ꯏꯁꯤꯡꯅ ꯌꯣꯛꯈꯠꯂꯕ ꯃꯍꯥꯛ ꯍꯤꯟꯗꯨꯒꯤ ꯊꯥꯏꯅꯒꯤ ꯋꯥꯔꯤꯒꯤ ꯑꯆꯧꯕ ꯏꯀꯪ ꯑꯗꯨ ꯊꯦꯡꯅꯕ ꯉꯝꯈꯤ ꯑꯃꯁꯨꯡ ꯃꯔꯝ ꯑꯁꯤꯅ ꯕꯦꯗꯁꯤꯡꯒꯤ ꯁꯦꯡꯂꯕ ꯂꯥꯏꯔꯤꯛꯁꯤꯡꯒꯤ ꯆꯞ ꯆꯥꯕ ꯇꯨꯡꯐꯝ ꯑꯣꯏꯅ ꯍꯤꯡꯗꯨꯅ ꯂꯩꯈꯤ꯫ ꯃꯁꯤꯟ (ꯀꯂꯥ) ꯍꯤꯟꯗꯨ ꯀꯂꯥꯗ, ꯁꯔꯁ꯭ꯋꯇꯤ ꯑꯁꯤ ꯃꯍꯧꯁꯥꯅ ꯎꯟꯁꯥ ꯑꯉꯧꯕꯒ ꯂꯣꯏꯅꯅ ꯆꯤꯡꯂꯦꯝꯕ ꯅꯍꯥ ꯑꯃꯥ ꯑꯣꯏꯅ ꯎꯠꯂꯤ꯫ ꯃꯍꯥꯛꯅ ꯑꯌꯥꯝꯕ ꯃꯇꯝꯗ ꯍꯤꯒꯣꯛ ꯃꯆꯨꯒꯤ ꯉꯝꯈꯩ ꯂꯩꯕ ꯑꯉꯧꯕ ꯁꯥꯔꯤ (ꯁꯦꯡꯂꯕ ꯃꯁꯛ ꯇꯥꯛꯂꯤꯕ) ꯑꯃ ꯁꯦꯠꯂꯤ꯫ ꯃꯥꯂꯦꯝꯒꯤ ꯑꯣꯏꯕ ꯄꯣꯠꯂꯝꯁꯤꯡꯒꯤ ꯃꯇꯥꯡꯗ ꯋꯥꯈꯜ ꯂꯩꯇꯕꯅ ꯃꯍꯥꯛꯅ ꯁꯅꯥ-ꯂꯨꯄꯥ ꯌꯥꯝꯅ ꯇꯥꯡꯅ ꯁꯦꯠꯂꯤ꯫ ꯃꯍꯥꯛꯀꯤ ꯃꯀꯣꯛꯇ ꯀ꯭ꯔꯤꯁꯦꯟꯠ ꯑꯃ ꯂꯩꯕ ꯌꯥꯏ ꯑꯃꯁꯨꯡ ꯊꯝꯕꯥꯜꯒꯤ ꯂꯩ ꯑꯃꯗ ꯐꯝꯕ ꯌꯥꯏ꯫ ꯅꯠꯇ꯭ꯔꯒ ꯃꯍꯥꯛꯄꯨ ꯃꯍꯥꯛꯀꯤ ꯒꯥꯔꯤ (ꯒꯥꯍꯥꯅꯥ), ꯌꯋꯥꯏ ꯅꯠꯇ꯭ꯔꯒ ꯒꯨꯁ ꯑꯃ ꯊꯧꯕ ꯎꯠꯄ ꯌꯥꯏ꯫